ꯊꯕꯥꯇꯣꯟ, ꯅꯨꯡꯁꯤꯅꯥ ꯊꯕꯥ, ꯑꯁꯤ ꯀꯪꯂꯩꯄꯥꯛ (ꯑꯔꯤꯕ ꯃꯅꯤꯄꯨꯔ)ꯒꯤ ꯃꯤꯇꯩꯒꯤ ꯃꯤ ꯂꯥꯢ ꯇꯤꯟꯒꯤ ꯋꯥꯔꯤ ꯑꯃꯁꯨꯡ ꯃꯤꯇꯩ ꯈꯨꯟꯅꯨꯡ ꯂꯤꯆꯠꯇ ꯌꯥꯎꯕꯤ ꯅꯨꯄꯤ ꯑꯃꯅꯤ꯫ ꯃꯍꯥꯛꯀꯤ ꯃꯕꯨꯡ ꯇꯔꯦꯠ꫰ꯂꯩꯔꯝꯃꯤ꯫ ꯃꯈꯣꯏꯅ ꯃꯍꯥꯛꯄꯨ ꯌꯥꯝꯅ ꯅꯨꯡꯁꯤꯅ ꯌꯦꯡꯁꯤꯟꯕꯤꯔꯝꯃꯤ꯫ ꯃꯍꯥꯛꯄꯨ ꯃꯍꯥꯛꯀꯤ ꯃꯆꯤꯟ-ꯃꯅꯥꯎꯁꯤꯡ ꯂꯩꯇꯕ ꯃꯇꯝꯗ ꯀꯩꯒꯤ ꯃꯀꯣꯛ ꯄꯥꯟꯕ ꯃꯤꯑꯣꯏ ꯑꯃ ꯑꯣꯏꯔꯤꯕ ꯀꯩꯕꯨ ꯀꯩꯑꯣꯢꯕꯅ ꯐꯥꯗꯨꯅ ꯄꯨꯈꯤ꯫ ꯃꯇꯝ ꯈꯔꯒꯤ ꯑꯣꯏꯅꯥ ꯁꯥ ꯑꯗꯨꯒꯤ ꯂꯥꯟꯃꯤꯒꯤ ꯃꯐꯝꯗꯥ ꯂꯩꯔꯕꯥ ꯃꯇꯨꯡꯗꯥ ꯃꯇꯨꯡꯗꯥ ꯃꯍꯥꯛꯀꯤ ꯃꯔꯨꯄꯁꯤꯡꯅꯥ ꯃꯍꯥꯀꯄꯨ ꯀꯟꯕꯤꯈꯤ ꯑꯃꯁꯨꯡ ꯕꯣꯟꯗꯦꯖꯗꯒꯤ ꯅꯥꯟꯊꯣꯀꯍꯟꯈꯤ꯫ ꯊꯥꯕꯇꯣꯟ ꯑꯃꯁꯨꯡ ꯀꯦꯏꯕꯨ ꯀꯦꯏꯑꯣꯏꯕꯥꯒꯤ ꯋꯥꯔꯤ ꯑꯁꯤ ꯃꯤꯔꯣꯜ ꯑꯃꯗꯒꯤ ꯃꯤꯔꯣꯜ ꯑꯃꯗꯥ ꯌꯧꯔꯛꯂꯤꯕꯥ ꯃꯦꯏꯇꯦꯏ ꯐꯣꯛ ꯂꯤꯖꯦꯟꯁꯀꯤ ꯀ꯭ꯂꯥꯁꯤꯛ ꯈꯨꯗꯝꯁꯤꯡꯒꯤ ꯃꯅꯨꯡꯗꯥ ꯑꯃꯅꯤ ꯍꯥꯌꯅꯥ ꯂꯧꯅꯩ꯫ ꯀꯣꯗ ꯋꯥꯍꯩꯁꯤꯡ ꯃꯍꯥꯛꯀꯤ ꯃꯔꯨꯄꯁꯤꯡꯅꯥ ꯊꯥꯕꯇꯣꯟꯗꯥ ꯌꯥꯊꯪ ꯄꯤꯔꯝꯕꯥ ꯑꯃꯁꯨꯡ ꯃꯇꯨꯡꯗꯥ ꯀꯦꯏꯕꯨ ꯀꯦꯏꯑꯣꯏꯕꯥꯅ ꯃꯍꯥꯀꯄꯨ ꯊꯣꯡ ꯍꯥꯡꯗꯣꯛꯅꯕꯥ ꯁꯤꯖꯤꯟꯅꯈꯤꯕꯥ ꯀꯣꯗ ꯋꯥꯍꯩꯁꯤꯡ ꯑꯗꯨ ꯃꯈꯥꯗꯥ ꯄꯤꯔꯤ ꯃꯗꯨꯗꯤ ꯀꯣꯗ ꯋꯥꯍꯩꯁꯤꯡꯒꯤ ꯏꯪꯂꯤꯁꯇꯥ ꯍꯟꯗꯣꯀꯄꯥ ꯑꯁꯤ ꯃꯈꯥꯗꯥ ꯄꯤꯔꯤ ꯐꯥꯕꯒꯤ ꯃꯑꯣꯡ ꯂꯦꯗꯤ ꯊꯥꯕꯇꯟꯕꯨ ꯀꯦꯏꯕꯨ ꯀꯦꯏꯑꯣꯏꯕꯥꯅꯥ ꯂꯧꯊꯣꯛꯈꯤꯕꯒꯤ ꯃꯑꯣꯡ ꯑꯁꯤ ꯋꯥꯔꯤ ꯑꯁꯤꯒꯤ ꯇꯣꯉꯥꯟ ꯇꯣꯉꯥꯅꯕꯥ ꯃꯑꯣꯡ ꯃꯇꯧꯁꯤꯡꯒꯤ ꯃꯇꯨꯡ ꯏꯟꯅꯥ ꯈꯦꯠꯅꯩ꯫ ꯑꯌꯥꯝꯕꯥ ꯚꯔꯖꯟꯁꯤꯡꯗꯥ ꯊꯥꯕꯇꯣꯟꯕꯨ ꯌꯨꯃꯊꯣꯡ ꯈꯨꯗꯤꯡꯗꯥ ꯂꯩꯕꯥ ꯑꯍꯜ ꯑꯣꯏꯔꯕꯤ ꯅꯨꯄꯤ ꯑꯗꯨꯗꯒꯤ ꯇꯝꯈꯤꯕꯥ ꯀꯣꯗ ꯋꯥꯍꯩꯁꯤꯡ ꯑꯗꯨ ꯄꯥꯗꯨꯅꯥ ꯀꯦꯏꯕꯨ ꯀꯦꯏꯑꯣꯏꯕꯥꯅꯥ ꯂꯝꯖꯤꯡꯈꯤ꯫ ꯃꯌꯦꯛ ꯁꯦꯡꯅꯥ ꯍꯥꯏꯔꯛꯄꯥ ꯀꯣꯗ ꯋꯥꯍꯩꯁꯤꯡ ꯑꯗꯨ ꯇꯥꯕꯗꯥ ꯃꯍꯥꯛꯅꯥ ꯊꯥꯖꯈꯤ ꯃꯗꯨꯗꯤ ꯃꯁꯤ ꯃꯍꯥꯛꯀꯤ ꯃꯔꯨꯞ ꯑꯃꯅꯤ ꯍꯥꯏꯕꯁꯤ ꯁꯣꯏꯗꯅꯥ ꯑꯣꯏꯒꯅꯤ꯫ ꯑꯗꯨꯒ ꯃꯔꯝ ꯑꯁꯤꯅꯥ, ꯃꯍꯥꯛꯅ ꯊꯣꯉ ꯍꯥꯡꯗꯣꯛꯈꯤꯔꯝꯃꯤ꯫ ꯑꯁꯨꯝꯅꯥ ꯃꯍꯥꯛꯄꯨ ꯂꯧꯊꯣꯛꯈꯤ꯫ ꯚꯔꯖꯟ ꯈꯔꯗꯥ ꯀꯦꯏꯕꯨ ꯀꯦꯏꯑꯣꯏꯕꯥꯅ ꯀꯣꯗ ꯋꯥꯍꯩꯁꯤꯡ ꯑꯗꯨ ꯃꯌꯦꯛ ꯁꯦꯡꯅꯥ ꯇꯥꯀꯏ ꯑꯗꯨꯕꯨ ꯃꯍꯥꯛꯀꯤ ꯈꯣꯟꯖꯦꯜ ꯑꯗꯨꯗꯤ ꯃꯍꯥꯛꯀꯤ ꯃꯔꯨꯞ ꯑꯃꯠꯇꯒꯤ ꯈꯣꯟꯖꯦꯜꯒꯥ ꯃꯥꯟꯅꯗꯕ ꯃꯔꯝꯅꯥ ꯊꯥꯕꯇꯣꯟꯅꯥ ꯐꯖꯅ ꯂꯧꯈꯤ꯫ ꯑꯗꯨꯅꯥ, ꯑꯍꯜ ꯑꯣꯏꯔꯕꯤ ꯅꯨꯄꯤ ꯑꯗꯨꯅꯥ ꯐꯤꯚꯝ ꯑꯗꯨꯗꯥ ꯊꯕꯇꯣꯟꯕꯨ ꯅꯤꯜ ꯑꯃꯥ ꯄꯤꯅꯕꯥ ꯍꯥꯏꯗꯨꯅꯥ ꯏꯟꯇꯔꯚꯦꯟꯁꯟ ꯇꯧꯈꯤ꯫ ꯊꯥꯕꯇꯣꯟꯅꯥ ꯃꯍꯥꯛꯄꯨ ꯌꯨꯝꯒꯤ ꯋꯥꯂꯗꯥ ꯑꯄꯤꯛꯄꯥ ꯍꯨꯔꯥꯟꯕ ꯑꯃꯗꯒꯤ ꯂꯧꯊꯣꯛꯅꯕꯥ ꯍꯥꯏꯔꯝꯃꯤ꯫ ꯑꯍꯜ ꯑꯣꯏꯔꯕꯤ ꯅꯨꯄꯤ ꯑꯗꯨꯅꯥ ꯃꯍꯥꯛꯄꯨ ꯌꯨꯃꯒꯤ ꯑꯄꯤꯛꯄꯥ ꯍꯨꯔꯥꯟꯕꯥ ꯑꯃꯗꯒꯤ ꯅꯤꯜ ꯑꯗꯨ ꯂꯧꯊꯣꯛꯅꯕꯥ ꯑꯍꯜ ꯑꯣꯏꯔꯛꯄꯅꯥ ꯃꯔꯝ ꯑꯣꯏꯗꯨꯅꯥ ꯃꯍꯥꯛꯀꯤ ꯃꯈꯨꯠꯇꯒꯤ ꯍꯛꯊꯦꯡꯅꯅꯥ ꯈꯣꯉꯎꯞ ꯑꯗꯨ ꯂꯧꯊꯣꯀꯄꯥ ꯉꯝꯅꯕꯥ ꯊꯣꯉ ꯈꯔꯥ ꯍꯥꯡꯗꯣꯛꯅꯕꯥ ꯋꯥꯈꯜ ꯇꯥꯍꯅꯈꯤ꯫ ꯊꯥꯕꯇꯣꯟꯅꯥ ꯃꯍꯥꯛꯄꯨ ꯅꯨꯡꯁꯤꯖꯔꯒꯥ ꯊꯣꯉꯅꯥꯑꯣꯗꯨ ꯈꯔꯥ ꯍꯥꯡꯗꯣꯛꯈꯤ꯫ ꯐꯤꯚꯝ ꯑꯗꯨꯒꯤ ꯀꯥꯟꯅꯕꯥ ꯂꯧꯗꯨꯅꯥ ꯑꯍꯜ ꯑꯣꯏꯔꯕꯥ ꯅꯨꯄꯤ ꯑꯗꯨꯒꯤ ꯃꯇꯨꯡꯗꯥ ꯂꯣꯠꯇꯨꯅꯥ ꯂꯩꯔꯤꯕꯥ ꯀꯦꯏꯕꯨ ꯀꯦꯏꯑꯣꯏꯕꯥꯅ ꯊꯣꯔꯛꯈꯤ, ꯊꯣꯉꯅꯥꯎ ꯑꯗꯨ ꯅꯥꯝꯐꯨꯗ ꯇꯧꯗꯨꯅꯥ ꯍꯥꯡꯗꯣꯛꯈꯤ ꯑꯃꯁꯨꯡ ꯃꯇꯦꯡ ꯄꯥꯡꯗꯕ ꯊꯥꯕꯇꯣꯟꯕꯨ ꯂꯧꯊꯣꯛꯈꯤ꯫ ꯂꯤꯆꯠ ꯃꯑꯣꯡ ꯃꯇꯧ ꯅꯩꯅꯕ ꯊꯥꯕꯇꯣꯅꯕꯨ ꯃꯍꯥꯛꯀꯤ ꯁꯦꯡꯂꯕꯥ, ꯐꯖꯕꯥ, ꯊꯥꯖꯕꯥ ꯊꯝꯕꯥ ꯑꯃꯁꯨꯡ ꯃꯍꯥꯛꯀꯤ ꯃꯔꯨꯄꯁꯤꯡꯕꯨ ꯉꯥꯛꯄꯤꯕꯥ ꯍꯥꯏꯅꯥ ꯃꯃꯤꯡ ꯆꯠꯂꯕꯥ ꯂꯦꯗꯤ ꯑꯃꯅꯤ ꯍꯥꯌꯅꯥ ꯐꯣꯡꯗꯣꯛꯈꯤ꯫ ꯃꯍꯥꯛ ꯑꯁꯤ ꯈꯨꯠꯇꯒꯤ ꯃꯤꯠ ꯐꯥꯎꯕꯥ ꯍꯤꯡꯂꯤꯕ ꯂꯥꯏꯔꯕ ꯃꯔꯨꯞꯁꯤꯡꯒꯤ ꯏꯃꯨꯡ ꯑꯃꯗ ꯆꯥꯎꯔꯛꯄꯅꯤ ꯍꯥꯌꯅꯥ ꯐꯣꯡꯗꯣꯛꯏ꯫ ꯊꯥꯕꯇꯣꯟ ꯑꯁꯤ ꯋꯥꯈꯜ ꯂꯧꯁꯤꯡ ꯂꯩꯕꯥ ꯃꯤꯁꯛ ꯑꯃꯅꯤ꯫ ꯃꯍꯥꯛꯄꯨ ꯀꯦꯏꯕꯨ ꯀꯦꯏꯑꯣꯏꯕꯥꯅ ꯂꯧꯊꯣꯛꯈꯤꯕ ꯃꯇꯝꯗꯥ ꯃꯍꯥꯛꯀꯤ ꯂꯧꯁꯤꯡ ꯑꯗꯨ ꯁꯤꯖꯤꯟꯅꯈꯤ꯫ ꯃꯍꯥꯛꯀꯤ ꯂꯝꯕꯤ ꯊꯥꯗꯣꯛꯅꯕꯥ ꯃꯍꯥꯛꯅꯥ ꯃꯍꯥꯛꯀꯤ ꯄꯣꯠꯆꯩꯁꯤꯡ ꯑꯗꯨ ꯑꯄꯤꯛꯄꯥ ꯁꯔꯨꯛꯁꯤꯡꯗꯥ ꯆꯦꯟꯊꯈꯤ ꯑꯃꯁꯨꯡ ꯃꯍꯥꯛꯄꯨ ꯂꯧꯊꯣꯛꯈꯤꯕ ꯂꯝꯕꯤꯗ ꯊꯥꯗꯣꯛꯈꯤ ꯃꯗꯨꯅ ꯃꯍꯥꯛꯀꯤ ꯃꯔꯨꯄꯁꯤꯡꯅ ꯇꯨꯡꯗ ꯃꯍꯥꯀꯄꯨ ꯊꯤꯕꯥ ꯉꯝꯈꯤꯔꯝꯃꯤ꯫